ꯄꯤꯔꯤꯕꯥ ꯋꯥꯔꯣꯜ ꯑꯗꯨ ꯃꯇꯧ ꯀꯔꯝꯅꯥ ꯅꯟ-ꯏꯟꯇꯔꯁꯦꯛꯁꯟ ꯑꯣꯏꯅꯥ ꯂꯧꯕꯥ ꯌꯥꯕꯒꯦ ꯍꯥꯏꯕꯗꯨ ꯐꯣꯡꯗꯣꯛꯄꯤꯌꯨ꯫ ꯑꯩꯈꯣꯏꯅꯥ ꯑꯩꯈꯣꯏꯒꯤ ꯕ꯭ꯂꯦꯛ ꯃꯔꯨꯞꯁꯤꯡꯒꯤꯗꯃꯛ ꯁꯣꯂꯤꯗꯥꯔꯤꯇꯤ ꯎꯠꯄꯥ ꯃꯊꯧ ꯇꯥꯏ꯫ ꯃꯤꯑꯣꯏ ꯄꯤꯕꯥ ꯋꯥꯐꯝ ꯑꯁꯤ ꯅꯟ-ꯏꯟꯇꯔꯁꯦꯛꯁꯟ ꯍꯥꯏꯅꯥ ꯂꯧꯕꯥ ꯌꯥꯏ ꯃꯔꯝꯗꯤ ꯃꯁꯤꯅꯥ ꯑꯥꯏꯗꯦꯟꯇꯤꯇꯤꯒꯤ ꯃꯁꯛ ꯑꯃꯥ ꯈꯛꯇꯃꯛ ꯄꯟꯈꯤ, ꯃꯗꯨꯗꯤ ꯖꯥꯇꯤ ꯍꯥꯏꯕꯁꯤꯅꯤ ꯑꯃꯁꯨꯡ ꯖꯥꯇꯤꯒꯥ ꯃꯔꯤ ꯂꯩꯅꯕꯥ ꯑꯥꯏꯗꯦꯟꯇꯤꯇꯤꯒꯤ ꯑꯇꯩ ꯃꯁꯛꯁꯤꯡ ꯑꯗꯨ ꯂꯧꯁꯤꯟꯗꯦ꯫ ꯗꯤꯁꯑꯦꯕꯤꯂꯤꯇꯤ ꯂꯩꯕꯥ ꯌꯥꯕꯥ ꯃꯤꯑꯣꯏꯁꯤꯡꯅꯥ ꯊꯦꯡꯅꯔꯤꯕꯥ ꯑꯈꯟꯅꯕꯥ ꯑꯦꯛꯁꯄ꯭ꯔꯤꯌꯦꯟꯁꯁꯤꯡ ꯑꯃꯁꯨꯡ ꯁꯤꯡꯅꯕꯁꯤꯡ ꯑꯗꯨ ꯈꯟꯅꯗꯕꯥ ꯌꯥꯏ꯫ ꯑꯥꯏꯗꯦꯟꯇꯤꯇꯤꯒꯤ ꯃꯁꯛ ꯑꯃꯗꯥ ꯃꯤꯠꯌꯦꯡ ꯊꯝꯕꯥ ꯑꯁꯤꯅꯥ ꯏꯟꯇꯔꯁꯦꯛꯁꯟ ꯑꯥꯏꯗꯦꯟꯇꯤꯇꯤ ꯂꯩꯕꯥ ꯃꯤꯑꯣꯏꯁꯤꯡꯒꯤ ꯃꯊꯧ ꯇꯥꯕꯁꯤꯡ ꯑꯗꯨ ꯂꯧꯊꯣꯛꯄꯥ ꯅꯠꯇ꯭ꯔꯒꯥ ꯌꯦꯡꯁꯤꯟꯕꯥ ꯉꯝꯗꯕꯥ ꯌꯥꯏ꯫ ꯐꯦꯕꯜ ꯑꯃꯗꯤ ꯄꯦꯔꯦꯕꯜ ꯃꯔꯛꯇꯥ ꯂꯩꯔꯤꯕꯥ ꯑꯆꯧꯕꯥ ꯈꯦꯠꯅꯕꯁꯤꯡ ꯈꯪꯗꯣꯛꯎ꯫ ꯐꯦꯕꯜ ꯑꯃꯁꯨꯡ ꯄꯦꯔꯦꯕꯜ ꯑꯅꯤꯃꯛ ꯑꯁꯤ ꯂꯝꯆꯠ-ꯁꯥꯖꯠ ꯑꯃꯥ ꯐꯣꯡꯗꯣꯛꯄꯥ ꯅꯠꯇ꯭ꯔꯒꯥ ꯂꯥꯏꯁꯣꯟ ꯑꯃꯥ ꯇꯝꯕꯤꯕꯥ ꯋꯥꯔꯤ ꯃꯈꯜꯁꯤꯡꯅꯤ꯫ ꯃꯈꯣꯏ ꯑꯌꯥꯝꯕꯅꯥ ꯃꯈꯣꯏꯒꯤ ꯄꯥꯎꯖꯦꯜ ꯄꯤꯅꯕꯒꯤꯗꯃꯛ ꯃꯦꯇꯥꯐꯣꯔ ꯑꯃꯁꯨꯡ ꯑꯦꯂꯦꯒꯣꯔꯤ ꯁꯤꯖꯤꯟꯅꯩ꯫ ꯑꯗꯨꯝ ꯑꯣꯏꯅꯃꯛ, ꯐꯦꯕꯜ ꯑꯃꯁꯨꯡ ꯄꯦꯔꯦꯕꯜꯒꯤ ꯃꯔꯛꯇꯥ ꯃꯔꯨ ꯑꯣꯏꯕꯥ ꯈꯦꯟꯅꯕꯥ ꯈꯔꯥ ꯂꯩ: ꯐꯦꯕꯜ ꯑꯃꯁꯨꯡ ꯄꯦꯔꯦꯕꯜꯒꯤ ꯃꯔꯛꯇꯥ ꯂꯩꯕꯥ ꯃꯔꯨ ꯑꯣꯏꯕꯥ ꯈꯦꯠꯅꯕꯥ ꯑꯃꯗꯤ ꯋꯥꯔꯤ ꯑꯁꯤ ꯂꯤꯕꯗꯥ ꯁꯤꯖꯤꯟꯅꯔꯤꯕꯥ ꯃꯤꯑꯣꯏꯁꯤꯡꯅꯤ꯫ ꯄꯦꯔꯦꯕꯜ ꯑꯃꯗꯥ, ꯃꯍꯧꯁꯥꯅꯥ ꯃꯤꯑꯣꯏꯁꯤꯡ ꯑꯁꯤ ꯃꯤꯑꯣꯏꯕꯒꯤ ꯃꯒꯨꯟ ꯄꯤꯕꯥ ꯁꯥ-ꯁꯟ ꯅꯠꯇ꯭ꯔꯒꯥ ꯍꯤꯡꯗꯕꯥ ꯄꯣꯠꯁꯛꯁꯤꯡꯅꯤ, ꯑꯗꯨꯒꯥ ꯄꯦꯔꯦꯕꯜꯁꯤꯡꯗꯥ ꯃꯍꯧꯁꯥꯅꯥ ꯃꯤꯑꯣꯏꯕꯒꯤ ꯁꯛꯇꯝꯁꯤꯡ ꯌꯥꯎꯏ꯫ ꯋꯥꯔꯤꯁꯤꯡ ꯑꯁꯤ ꯆꯍꯤ ꯂꯤꯁꯤꯡ ꯀꯌꯥꯗꯒꯤ ꯂꯩꯔꯛꯂꯕꯅꯤ ꯑꯃꯁꯨꯡ ꯑꯔꯤꯕꯥ ꯒ꯭ꯔꯤꯁꯇꯥ ꯏꯔꯣꯞꯀꯤ ꯋꯥꯔꯤꯁꯤꯡꯗꯒꯤ ꯍꯧꯔꯒꯥ ꯑꯔꯤꯕꯥ ꯚꯥꯔꯠꯀꯤ ꯄꯟꯆꯇꯟꯇ꯭ꯔꯒꯤ ꯋꯥꯔꯤꯁꯤꯡ ꯐꯥꯎꯕꯥ ꯀꯜꯆꯔ ꯀꯌꯥꯗꯥ ꯎꯕꯥ ꯐꯪꯏ꯫ ꯃꯥꯏꯀꯩ ꯑꯃꯔꯣꯝꯗꯥ ꯄꯥꯔꯥꯁꯤꯡ ꯑꯁꯤ ꯃꯔꯨ ꯑꯣꯏꯅꯥ ꯙꯔꯃꯒꯤ ꯇꯝꯕꯤꯕꯥ, ꯃꯔꯨ ꯑꯣꯏꯅꯥ ꯕꯥꯏꯕꯜ ꯑꯃꯁꯨꯡ ꯑꯇꯩ ꯙꯔꯃꯒꯤ ꯂꯥꯏꯔꯤꯛꯁꯤꯡꯗꯥ ꯁꯤꯖꯤꯟꯅꯔꯝꯃꯤ꯫ ꯐꯦꯕꯜꯁꯤꯡ ꯑꯁꯤ ꯍꯦꯟꯅꯥ ꯂꯥꯏꯅꯥ ꯑꯃꯁꯨꯡ ꯅꯨꯡꯉꯥꯏꯕꯥ ꯐꯣꯡꯗꯣꯛꯄꯥ ꯌꯥꯏ, ꯑꯗꯨꯒꯥ ꯄꯦꯔꯦꯕꯜꯁꯤꯡ ꯑꯁꯤ ꯑꯌꯥꯝꯕꯅꯥ ꯍꯦꯟꯅꯥ ꯂꯨꯕꯥ ꯑꯃꯁꯨꯡ ꯋꯥꯈꯜ ꯋꯥꯕꯥ ꯋꯥꯐꯝꯁꯤꯡꯅꯤ꯫ ꯐꯦꯕꯜꯁꯤꯡꯅꯥ ꯑꯌꯥꯝꯕꯅꯥ ꯃꯤꯑꯣꯏꯕꯒꯤ ꯂꯝꯆꯠ-ꯁꯥꯖꯠ ꯑꯗꯨ ꯍꯦꯟꯅꯥ ꯃꯁꯛ ꯊꯣꯛꯄꯥ ꯃꯑꯣꯡꯗꯥ ꯎꯠꯅꯕꯥ ꯁꯥ-ꯁꯟꯁꯤꯡꯕꯨ ꯆꯔꯤꯇ꯭ꯔ ꯑꯣꯏꯅꯥ ꯁꯤꯖꯤꯟꯅꯩ, ꯑꯗꯨꯒꯥ ꯄꯦꯔꯦꯕꯜꯁꯤꯡꯅꯥ ꯃꯈꯣꯏꯒꯤ ꯄꯥꯎꯖꯦꯜ ꯄꯤꯅꯕꯒꯤꯗꯃꯛ ꯇꯁꯦꯡꯅꯥ ꯑꯃꯁꯨꯡ ꯊꯥꯖꯕꯥ ꯌꯥꯕꯥ ꯃꯤꯑꯣꯏꯕꯒꯤ ꯐꯤꯚꯝꯁꯤꯡ ꯁꯤꯖꯤꯟꯅꯩ꯫ ꯐꯦꯕꯜ ꯑꯃꯁꯨꯡ ꯄꯦꯔꯦꯕꯜ ꯑꯅꯤꯃꯛ ꯂꯃꯆꯠ-ꯁꯥꯖꯠꯀꯤ ꯂꯥꯏꯁꯣꯟ ꯑꯃꯥ ꯇꯝꯕꯤꯕꯗꯥ ꯁꯤꯖꯤꯟꯅꯩ, ꯑꯗꯨꯕꯨ ꯃꯈꯣꯏꯒꯤ ꯊꯧꯑꯣꯡꯁꯤꯡꯗꯤ ꯇꯣꯉꯥꯟ-ꯇꯣꯉꯥꯟꯕꯥ ꯑꯣꯏ꯫ ꯐꯦꯕꯜꯁꯤꯡꯅꯥ ꯑꯌꯥꯝꯕꯅꯥ ꯃꯈꯣꯏꯒꯤ ꯁꯛꯇꯝꯁꯤꯡꯒꯤ ꯊꯕꯛꯁꯤꯡꯒꯤ ꯈꯨꯠꯊꯥꯡꯗꯥ ꯐꯠꯇꯕꯥ ꯂꯝꯆꯠ-ꯁꯥꯖꯠꯀꯤ ꯃꯍꯩꯁꯤꯡ ꯎꯠꯂꯤ, ꯑꯗꯨꯒꯥ ꯄꯦꯔꯦꯕꯜꯁꯤꯡꯅꯥ ꯍꯦꯟꯅꯥ ꯂꯨꯔꯕꯥ ꯁ꯭ꯄꯤꯔꯤꯆꯨꯌꯦꯜ ꯑꯃꯁꯨꯡ ꯐꯤꯂꯣꯁꯣꯐꯤꯒꯤ ꯑꯆꯨꯝꯕꯥ ꯋꯥꯐꯝꯁꯤꯡ ꯐꯣꯡꯗꯣꯛꯅꯕꯒꯤꯗꯃꯛ ꯏꯆꯝ ꯆꯝꯕꯥ ꯋꯥꯔꯤꯁꯤꯡ ꯁꯤꯖꯤꯟꯅꯩ꯫ ꯈꯪꯖꯤꯟꯒꯗꯕꯥ ꯑꯃꯅꯥ, ꯐꯦꯕꯜ ꯑꯃꯁꯨꯡ ꯄꯦꯔꯦꯕꯜꯁꯤꯡꯅꯥ ꯋꯥꯔꯤ ꯑꯃꯒꯤ ꯈꯨꯠꯊꯥꯡꯗꯥ ꯂꯥꯏꯔꯤꯛ ꯑꯃꯥ ꯇꯝꯕꯤꯕꯒꯤ ꯑꯄꯨꯟꯕꯥ ꯄꯥꯟꯗꯝ ꯑꯗꯨ ꯁꯦꯌꯔ ꯇꯧꯔꯕꯁꯨ, ꯃꯈꯣꯏꯒꯤ ꯃꯁꯛ, ꯍꯧꯔꯛꯐꯝ, ꯃꯑꯣꯡ ꯃꯇꯧ ꯑꯃꯁꯨꯡ ꯃꯈꯣꯏꯒꯤ ꯄꯥꯎꯖꯦꯜ ꯄꯤꯕꯒꯤ ꯃꯑꯣꯡ ꯃꯇꯧꯗꯥ ꯈꯦꯠꯅꯩ꯫